ꯖꯦꯅꯦꯔꯦꯇꯤꯕ ꯄ꯭ꯔꯤꯠꯔꯦꯏꯟ ꯇꯧꯔꯕ ꯇ꯭ꯔꯥꯟꯁꯐꯣꯔꯃꯔ ꯑꯍꯨꯝ ꯃꯣꯗꯦꯜ ꯑꯁꯤ ꯀꯔꯤꯅꯣ ꯍꯥꯏꯕꯗꯨ ꯋꯥꯍꯩ ꯑꯃꯗ ꯐꯣꯡꯗꯣꯛꯄꯤꯌꯨ꯫ ꯖꯦꯅꯦꯔꯦꯇꯤꯕ ꯄ꯭ꯔꯤꯠꯔꯦꯏꯟ ꯇꯧꯔꯕꯥ ꯇ꯭ꯔꯥꯟꯁꯐꯣꯔꯃꯔ ꯑꯍꯨꯝ ꯑꯁꯤ ꯑꯣꯄꯦꯟ ꯑꯥꯔꯇꯤꯐꯤꯁꯤꯑꯦꯜ ꯏꯟꯇꯤꯂꯤꯖ‌ꯦꯟꯁ ꯁꯦꯝꯒꯠꯄ ꯑꯍꯣꯡꯕ ꯑꯥꯔꯇꯤꯐꯤꯁꯤꯑꯦꯜ ꯏꯟꯇꯤꯂꯤꯖ‌ꯦꯟꯁ ꯃꯈꯥꯗ ꯄꯤꯔꯤꯕ ꯋꯥꯍꯩ ꯑꯅꯤ ꯑꯁꯤ ꯃꯥꯟꯅꯕ ꯑꯣꯏꯔꯕꯗꯤ ꯋꯥꯔꯦꯞ ꯂꯧꯕꯤꯌꯨ, ꯑꯃꯁꯨꯡ ꯀꯔꯤꯒꯨꯝꯕ ꯃꯗꯨ ꯑꯣꯏꯔꯕꯗꯤ ꯑꯅꯤꯁꯨꯕ ꯋꯥꯍꯩ ꯑꯗꯨꯅ ꯑꯍꯥꯟꯕꯗꯒꯤ ꯀꯔꯝꯅ ꯑꯔꯊ ꯂꯧꯕꯒꯦ ꯍꯥꯏꯕꯗꯨ ꯁꯟꯗꯣꯛꯅ ꯇꯥꯛꯄꯤꯌꯨ꯫ ꯃꯁꯤ ꯑꯃꯝꯕ ꯑꯃꯁꯨꯡ ꯅꯣꯡꯂꯩ ꯅꯨꯡꯁꯤꯠꯀꯤ ꯅꯨꯃꯤꯠ ꯑꯃꯅꯤ꯫ ꯑꯇꯤꯌꯥ ꯑꯁꯤ ꯑꯁꯣꯛꯄ ꯑꯃꯥ ꯑꯣꯏꯈꯤ꯫ ꯋꯥꯍꯩ ꯑꯅꯤ ꯑꯁꯤ ꯃꯥꯟꯅꯕ ꯅꯠꯇꯦ ꯑꯗꯨꯕꯨ ꯃꯈꯣꯏ ꯑꯅꯤꯃꯛꯅ ꯃꯥꯟꯅꯕ ꯐꯤꯚꯝ ꯅꯠꯇꯔꯒ ꯋꯥꯈꯜ ꯑꯃ ꯐꯣꯡꯗꯣꯛꯏ꯫ ꯑꯍꯥꯟꯕ ꯋꯥꯍꯩ ꯄꯔꯦꯡ ꯑꯟꯙ꯭ꯔ ꯑꯃꯁꯨꯡ ꯅꯣꯡꯂꯩ ꯅꯨꯡꯁꯤꯠꯀꯤ ꯅꯨꯃꯤꯠꯅꯤ ꯍꯥꯏꯕꯁꯤꯅ ꯅꯣꯡꯖꯨ-ꯅꯨꯡꯁꯥ ꯑꯃꯁꯨꯡ ꯅꯨꯃꯤꯠꯀꯤ ꯃꯇꯝꯒꯤ ꯃꯇꯥꯡꯗ ꯐꯣꯡꯗꯣꯛꯂꯤ ꯑꯗꯨꯒ ꯑꯅꯤꯁꯨꯕ ꯋꯥꯍꯩ ꯄꯔꯦꯡ ꯑꯇꯤꯌꯥ ꯑꯁꯤ ꯑꯁꯣꯛꯄ ꯑꯣꯏꯈꯤ ꯍꯥꯏꯕꯁꯤꯅ ꯑꯇꯤꯌꯥꯒꯤ ꯃꯑꯣꯡ ꯃꯇꯧ ꯑꯗꯨ ꯐꯣꯡꯗꯣꯛꯂꯤ꯫ ꯑꯀꯥꯏꯕ ꯍꯥꯏꯕꯁꯤꯅ ꯅꯣꯡꯖꯨ-ꯅꯨꯡꯁꯥ ꯑꯁꯤ ꯑꯟꯙ꯭ꯔ ꯑꯃꯁꯨꯡ ꯅꯣꯡꯂꯩ-ꯅꯨꯡꯁꯤꯠ ꯑꯣꯏꯕꯗꯒꯤ ꯂꯧꯕꯥ ꯌꯥꯕ ꯈꯨꯗꯣꯡꯊꯤꯅꯤꯡꯉꯥꯏ ꯑꯣꯏꯕ ꯅꯠꯇꯔꯒ ꯑꯐꯕ ꯑꯣꯏꯗꯕ ꯊꯧꯗꯣꯛ ꯑꯃꯥ ꯊꯣꯛꯀꯗꯧꯔꯤ ꯍꯥꯏꯕꯁꯤ ꯇꯥꯛꯏ꯫ ꯃꯁꯤꯒꯤ ꯃꯑꯣꯡ ꯑꯁꯤꯅ ꯑꯅꯤꯁꯨꯕ ꯋꯥꯍꯩ ꯄꯔꯦꯡ ꯑꯁꯤꯅ ꯂꯥꯛꯀꯗꯧꯔꯤꯕ ꯈꯨꯗꯣꯡꯊꯤꯕ ꯅꯠꯇꯔꯒ ꯅꯨꯡꯉꯥꯏꯇꯕ ꯑꯁꯤꯒꯤ ꯁꯦꯌꯔ ꯇꯧꯔꯕ ꯏꯝꯄꯤꯀꯁꯟ ꯑꯗꯨ ꯂꯧꯗꯨꯅ ꯑꯍꯥꯟꯕꯗꯒꯤ ꯃꯁꯥꯒꯤ ꯑꯔꯊ ꯂꯧꯏ꯫ ꯄꯥꯕ ꯑꯁꯤ ꯃꯔꯨꯑꯣꯏꯕꯒꯤ ꯃꯔꯝꯁꯤꯡ ꯑꯗꯨ ꯐꯣꯡꯗꯣꯛꯄꯤꯌꯨ꯫ ꯋꯥꯍꯩ ꯄꯔꯦꯡ ꯄꯥꯛꯊꯣꯛ ꯆꯥꯎꯊꯣꯛꯄꯥ: ꯄꯥꯕ ꯑꯁꯤꯅ ꯃꯤꯑꯣꯏ ꯑꯃꯕꯨ ꯑꯅꯧꯕ ꯋꯥꯍꯩꯁꯤꯡ, ꯋꯥꯍꯩ ꯄꯔꯦꯡꯁꯤꯡ, ꯂꯣꯜꯒꯤ ꯁ꯭ꯇꯔꯛꯆꯔꯁꯤꯡ, ꯑꯃꯁꯨꯡ ꯋꯥꯍꯩ ꯐꯣꯡꯗꯣꯛꯄꯒꯤ ꯃꯑꯣꯡ ꯃꯇꯧꯁꯤꯡꯗ ꯁꯣꯛꯍꯜꯂꯤ, ꯃꯈꯣꯏ ꯄꯨꯝꯅꯃꯛ ꯑꯁꯤꯅ ꯃꯈꯣꯏꯒꯤ ꯋꯥꯍꯩ ꯄꯔꯦꯡꯁꯤꯡꯕꯨ ꯍꯦꯟꯅ ꯃꯄꯥꯡꯒꯜ ꯀꯜꯍꯜꯂꯤ꯫ ꯑꯍꯣꯡꯕ ꯄꯨꯔꯛꯄ ꯀꯝꯄ꯭ꯔꯦꯍꯦꯟꯁꯤꯕ: ꯄꯥꯕꯒꯤ ꯈꯨꯠꯊꯥꯡꯗ ꯃꯤꯌꯥꯝꯅ ꯑꯔꯨꯕ ꯋꯥꯈꯜꯂꯣꯟꯁꯤꯡ ꯑꯃꯁꯨꯡ ꯍꯤꯔꯝꯁꯤꯡꯒꯤ ꯃꯇꯥꯡꯗ ꯃꯈꯣꯏꯒꯤ ꯂꯧꯁꯤꯡ ꯍꯦꯟꯒꯠꯍꯟꯕ ꯌꯥꯏ, ꯃꯗꯨꯅ ꯃꯈꯣꯏꯒꯤ ꯂꯧꯁꯤꯡ ꯍꯦꯟꯒꯠꯍꯟꯕ ꯉꯝꯒꯅꯤ꯫ ꯀꯣꯒꯅꯤꯇꯤꯚ ꯗꯤꯚꯦꯂꯞꯃꯦꯟꯇ: ꯇꯦꯛꯁꯁꯤꯡꯒ ꯂꯣꯏꯅꯅ ꯑꯦꯡꯒꯦꯖ ꯇꯧꯕꯅ ꯃꯤꯑꯣꯏ ꯑꯃꯒꯤ ꯕ꯭ꯔꯦꯟꯗ ꯆꯦꯂꯦꯟꯖ ꯇꯧꯕ ꯑꯃꯁꯨꯡ ꯁ꯭ꯇꯤꯝꯌꯨꯜ ꯇꯧꯕꯗꯥ ꯃꯇꯦꯡ ꯄꯥꯡꯏ ꯑꯃꯁꯨꯡ ꯃꯈꯣꯌꯒꯤ ꯑꯄꯨꯅꯕꯥ ꯀꯣꯒꯅꯤꯇꯤꯚ ꯐꯪꯁꯟꯁꯤꯡ ꯐꯒꯠꯍꯜꯂꯤ꯫ ꯂꯧꯁꯤꯡ ꯍꯦꯟꯒꯠꯍꯟꯕ: ꯂꯥꯏꯔꯤꯛ ꯑꯁꯤ ꯃꯈꯜ ꯀꯌꯥꯒꯤ ꯍꯤꯔꯝꯁꯤꯡꯒꯤ ꯃꯇꯥꯡꯗ ꯏꯟꯐꯣꯔꯃꯦꯁꯟꯒꯤ ꯑꯐꯕ ꯁꯣꯔꯁ ꯑꯃꯅꯤ꯫ ꯄꯥꯕ ꯑꯁꯤꯅ ꯃꯤꯑꯣꯏ ꯑꯃꯕꯨ ꯑꯅꯧꯕ ꯂꯧꯁꯤꯡ ꯈꯣꯝꯖꯤꯟꯕꯗ ꯑꯃꯁꯨꯡ ꯃꯥꯂꯦꯝ ꯑꯁꯤꯒꯤ ꯃꯔꯝꯗ ꯃꯈꯣꯏꯒꯤ ꯂꯧꯁꯤꯡ ꯍꯦꯟꯒꯠꯍꯟꯕꯗ ꯃꯇꯦꯡ ꯄꯥꯡꯏ꯫ ꯃꯦꯃꯣꯔꯤ ꯐꯒꯠꯍꯟꯕꯥ: ꯄꯥꯕꯥ ꯃꯇꯝꯗ ꯃꯤꯑꯣꯏ ꯑꯃꯅ ꯆꯦꯀꯔꯦꯇꯔ, ꯄ꯭ꯂꯠ, ꯁꯦꯇꯤꯡ ꯑꯃꯁꯨꯡ ꯑꯇꯩ ꯑꯀꯨꯞꯄꯥ ꯃꯔꯣꯜꯁꯤꯡ ꯅꯤꯡꯁꯤꯡꯕ ꯃꯊꯧ ꯇꯥꯏ, ꯃꯁꯤꯅ ꯃꯦꯃꯣꯔꯤ ꯀꯦꯄꯦꯕꯤꯂꯤꯇꯤꯁꯤꯡ ꯍꯦꯟꯒꯠꯍꯟꯕꯗ ꯃꯇꯦꯡ ꯄꯥꯡꯏ꯫ ꯍꯦꯟꯅ ꯐꯕ ꯑꯏꯕꯒꯤ ꯍꯩꯅꯕꯤ: ꯌꯥꯝꯅ ꯐꯖꯅ ꯏꯕꯥ ꯂꯥꯏꯔꯤꯡꯁꯤꯡꯗ ꯑꯦꯛꯁꯄꯣꯖ ꯇꯧꯕꯅ ꯃꯤꯑꯣꯏ ꯑꯃꯕꯨ ꯃꯁꯥꯒꯤ ꯑꯣꯏꯕ ꯑꯏꯕꯒꯤ ꯃꯑꯣꯡ ꯃꯇꯧ ꯁꯦꯝꯒꯠꯄꯗ ꯃꯇꯦꯡ ꯄꯥꯡꯒꯅꯤ, ꯃꯈꯣꯏꯒꯤ ꯋꯥꯍꯩ ꯐꯣꯡꯗꯣꯛꯄꯒꯤ ꯍꯩꯅꯕꯤ ꯍꯦꯟꯒꯠꯍꯟꯕ ꯉꯝꯒꯅꯤ ꯑꯃꯁꯨꯡ ꯃꯈꯣꯏꯒꯤ ꯑꯏꯕꯒꯤ ꯍꯩꯅꯕꯤ ꯐꯒꯠꯍꯟꯕꯥ ꯉꯝꯒꯅꯤ꯫ ꯁ꯭ꯇꯔꯦꯁ ꯍꯟꯊꯍꯟꯕ: ꯃꯤꯑꯣꯏ ꯀꯌꯥꯅ ꯄꯥꯕ ꯑꯁꯤ ꯅꯨꯡꯉꯥꯏꯕ ꯑꯃꯁꯨꯡ ꯋꯥꯈꯜ ꯅꯨꯡꯉꯥꯏꯇꯕ ꯊꯕꯛ ꯑꯃ ꯑꯣꯏꯅ ꯎꯏ, ꯃꯁꯤꯅ ꯁ꯭ꯇꯔꯦꯁ ꯑꯃꯁꯨꯡ ꯋꯥꯈꯜ ꯋꯥꯕ ꯍꯟꯊꯍꯟꯕꯗ ꯃꯇꯦꯡ ꯄꯥꯡꯏ, ꯃꯁꯤꯅ ꯃꯦꯟꯇꯦꯜ ꯍꯦꯜꯊ ꯐꯒꯠꯍꯟꯕꯗ ꯃꯇꯦꯡ ꯄꯥꯡꯏ꯫ ꯏꯝꯄꯥꯇꯤ ꯗꯤꯚꯦꯂꯞꯃꯦꯟꯇ: ꯐꯤꯛꯁꯟ ꯂꯥꯏꯔꯤꯛꯁꯤꯡ ꯄꯥꯕꯅ ꯃꯤꯑꯣꯏ ꯑꯃꯕꯨ ꯀꯦꯔꯦꯛꯇꯔꯁꯤꯡꯒꯤ ꯏꯃꯣꯁꯟꯁꯤꯡꯕꯨ ꯈꯪꯖꯤꯟꯕꯗ ꯑꯃꯁꯨꯡ ꯃꯔꯤ ꯂꯩꯅꯍꯟꯕꯗ ꯃꯇꯦꯡ ꯄꯥꯡꯏ, ꯃꯗꯨꯅ ꯃꯈꯣꯏꯗ ꯍꯦꯟꯅ ꯏꯝꯄꯥꯇꯤ ꯑꯃꯁꯨꯡ ꯏꯃꯣꯁꯅꯦꯜ ꯏꯟꯇꯦꯂꯤꯖꯦꯟꯁ ꯁꯦꯝꯒꯠꯄꯗ ꯃꯇꯦꯡ ꯄꯥꯡꯏ꯫ ꯀꯟꯁꯦꯟꯇꯔꯦꯁꯟ ꯐꯒꯠꯍꯟꯕ: ꯇꯦꯛꯁ ꯑꯃꯒ ꯂꯣꯏꯅꯅ ꯑꯦꯡꯒꯦꯖ ꯇꯧꯕꯗ ꯃꯤꯠꯌꯦꯡ ꯆꯪꯕ ꯑꯃꯁꯨꯡ ꯄꯨꯛꯅꯤꯡ ꯆꯪꯕ ꯃꯊꯧ ꯇꯥꯏ, ꯃꯁꯤꯅ ꯃꯔꯝ ꯑꯣꯏꯗꯨꯅ ꯀꯟꯁꯦꯟꯇ꯭ꯔꯦꯁꯟ ꯁ꯭ꯀꯤꯜꯁꯤꯡ ꯐꯒꯠꯍꯟꯕꯗ ꯃꯇꯦꯡ ꯄꯥꯡ ꯑꯃꯁꯨꯡ ꯃꯤꯠꯌꯦꯡ ꯊꯝꯗꯕ ꯍꯟꯊꯍꯜꯂꯤ꯫ ꯅꯨꯡꯉꯥꯏꯕꯥ ꯐꯣꯡꯗꯣꯛꯄ: ꯑꯔꯣꯏꯕꯗ, ꯄꯥꯕ ꯑꯁꯤ ꯅꯨꯡꯉꯥꯏꯕ ꯐꯣꯡꯗꯣꯛꯄꯒꯤ ꯑꯉꯛꯄ ꯁꯣꯔꯁ ꯑꯃ ꯑꯣꯏꯕ ꯌꯥꯏ, ꯃꯁꯤꯅ ꯃꯤꯑꯣꯏ ꯑꯃꯕꯨ ꯅꯨꯡꯉꯥꯏꯅ ꯂꯩꯅꯕ, ꯅꯨꯡꯉꯥꯏꯅ ꯂꯩꯅꯕ ꯑꯃꯁꯨꯡ ꯃꯈꯣꯏꯒꯤ ꯅꯨꯡꯉꯥꯏꯔꯕ ꯃꯇꯝ ꯅꯨꯡꯉꯥꯏꯕꯗ ꯃꯇꯦꯡ ꯄꯥꯡꯏ꯫